ꯋꯥꯔꯤ ꯁꯥꯅꯕꯥ ꯊꯥꯎꯃꯩ ꯑꯗꯨꯒꯤ ꯃꯑꯣꯡꯗꯥ ꯁꯦꯝꯖꯤꯟ ꯁꯥꯖꯤꯟꯈꯤꯕꯥ ꯍꯨꯔꯥꯟꯕꯥ ꯑꯗꯨ ꯑꯕꯣꯛꯀꯤ ꯋꯥꯔꯤꯗꯥ ꯑꯁꯨꯛ ꯌꯥꯝꯅꯥ ꯊꯋꯥꯢ ꯌꯥꯎꯈꯤ ꯃꯗꯨꯗꯤ ꯃꯍꯥꯛꯅꯥ ꯃꯁꯤ ꯑꯔꯥꯟꯕꯥ ꯑꯃꯅꯤ ꯍꯥꯢꯕꯥ ꯈꯪꯂꯕꯥ ꯃꯇꯨꯡꯗꯥ ꯃꯍꯥꯛꯀꯤꯗꯃꯛꯇꯥ ꯂꯧꯁꯤꯡ ꯂꯩꯕꯥ ꯂꯝꯕꯤ ꯑꯃꯥ ꯑꯣꯏꯅꯥ ꯆꯠꯈꯤꯕꯥ ꯃꯇꯝꯗꯥ, ꯃꯍꯥꯛꯄꯨ ꯍꯥꯟꯅꯗꯒꯤ ꯃꯈꯣꯢꯒꯤ ꯅꯨꯡꯁꯤꯖꯔꯕꯥ ꯑꯕꯣꯛꯀꯤ ꯃꯇꯦꯡ ꯄꯥꯡꯅꯕꯥ ꯀꯧꯔꯛꯄꯥ ꯑꯗꯨ ꯇꯥꯕꯗꯥ ꯊꯨꯅꯥ ꯌꯥꯡꯅꯥ ꯂꯥꯛꯈꯤꯕꯥ ꯈꯨꯡꯒꯪꯒꯤ ꯃꯤꯑꯣꯏꯁꯤꯡꯅꯥ ꯐꯥꯈꯤ꯫ ꯑꯕꯣꯛꯀꯤ ꯃꯃꯜ ꯌꯥꯝꯂꯕꯥ ꯂꯧꯁꯤꯡ ꯑꯁꯤꯅꯥ ꯈꯨꯡꯒꯪꯒꯤ ꯃꯤꯌꯥꯝ ꯄꯨꯝꯕꯗꯥ ꯇꯝꯕꯤꯈꯤ ꯃꯗꯨꯗꯤ ꯀ꯭ꯔꯥꯢꯁꯤꯁꯀꯤ ꯃꯤꯀꯨꯞꯁꯤꯡꯗꯥ ꯀꯅꯥꯒꯨꯝꯕꯥ ꯑꯃꯅꯥ ꯃꯇꯦꯡ ꯄꯥꯡꯒꯗꯕꯥ ꯄꯨꯝꯅꯃꯛ ꯑꯁꯤ ꯑꯩꯈꯣꯢꯒꯤ ꯄꯨꯟꯁꯤ ꯐꯥꯎꯕꯥ ꯉꯥꯛꯊꯣꯛꯄꯥ ꯉꯝꯕꯥ ꯂꯧꯁꯤꯡꯒꯤ ꯂꯟ-ꯊꯨꯝ ꯂꯩꯕꯥ ꯑꯩꯈꯣꯢꯒꯤ ꯋꯥꯈꯜꯒꯤ ꯄꯥꯡꯒꯜꯅꯤ꯫ ꯃꯇꯝ ꯀꯨꯏꯅꯥ ꯆꯠꯈꯤ ꯑꯗꯨꯕꯨ ꯑꯕꯣꯛꯀꯤ ꯐ꯭ꯔꯦꯟꯗꯂꯤ ꯊꯥꯎꯃꯩ ꯋꯥꯔꯤ ꯑꯁꯤ ꯍꯤꯡꯗꯨꯅꯥ ꯂꯩꯔꯤ ꯑꯃꯁꯨꯡ ꯃꯁꯤꯒꯥ ꯂꯣꯢꯅꯅꯥ ꯑꯁꯤꯕꯥ ꯑꯣꯏꯔꯛꯈꯤ ꯃꯗꯨꯗꯤ ꯃꯁꯤ ꯍꯧꯖꯤꯛꯁꯨ ꯃꯁꯥꯒꯤ ꯑꯣꯏꯕꯥ ꯄꯨꯟꯁꯤꯒꯥ ꯂꯣꯢꯅꯅꯥ ꯃꯅꯤꯄꯨꯔ (ꯚꯥꯔꯠꯇꯥ) ꯀꯧꯕꯥ ꯑꯄꯤꯛꯄꯥ ꯃꯐꯝ ꯑꯃꯗꯥ ꯂꯩꯕꯥ ꯌꯨꯝꯊꯣꯡ ꯈꯨꯗꯤꯡꯗꯥ ꯌꯥꯝꯅꯥ ꯄꯥꯝꯅꯕꯥ ꯑꯉꯥꯡꯁꯤꯡꯒꯤ ꯇꯨꯝꯕꯥ ꯃꯇꯝꯒꯤ ꯐꯨꯡꯒꯥ ꯋꯥꯔꯤ ꯑꯃꯥ ꯑꯣꯏꯅꯥ ꯍꯤꯡꯂꯤ꯫ ꯋꯥꯔꯤꯗꯤ, ꯃꯇꯝ ꯑꯃꯗ ꯈꯨꯡꯒꯪ ꯑꯃꯗ ꯑꯍꯜ ꯑꯣꯏꯔꯕꯤ ꯅꯨꯄꯤ ꯂꯨꯈ꯭ꯔꯥꯕꯤ ꯑꯃ ꯂꯩꯔꯝꯃꯤ꯫ ꯃꯍꯥꯛ ꯃꯁꯥꯃꯛ ꯂꯩꯔꯝꯃꯤ꯫ ꯃꯍꯥꯛꯅꯥ ꯀꯟꯅ ꯍꯣꯠꯅꯈꯤ꯫ ꯃꯍꯥꯛ ꯑꯌꯨꯛ ꯑꯃꯁꯨꯡ ꯅꯨꯃꯤꯗꯥꯡꯋꯥꯏꯔꯝꯗ ꯇꯔꯦꯡ ꯆꯥꯛꯂꯝꯃꯤ꯫ ꯃꯍꯥꯛꯀꯤ ꯀꯟꯅꯥ ꯍꯣꯠꯅꯖꯕꯒꯤ ꯃꯊꯛꯇꯥ ꯃꯍꯥꯛ ꯂꯧꯁꯤꯡ ꯂꯩꯕꯥ ꯑꯃꯁꯨꯡ ꯋꯥꯈꯜ ꯂꯧꯁꯤꯡ ꯂꯩꯕꯥ ꯃꯤꯁꯛ ꯑꯃꯅꯤ꯫ ꯑꯃꯝꯕꯥ ꯅꯨꯃꯤꯠ ꯑꯃꯗꯥ ꯍꯨꯔꯥꯟꯕꯥ ꯑꯃꯅꯥ ꯃꯍꯥꯛꯀꯤ ꯌꯨꯝꯗꯥ ꯆꯨꯝꯗ꯭ꯔꯤꯡꯅꯥ ꯆꯪꯂꯛꯈꯤ꯫ ꯑꯍꯜ ꯑꯣꯏꯔꯕꯥ ꯂꯨꯈ꯭ꯥꯔꯕꯤ ꯑꯗꯨ ꯃꯩꯒꯤ ꯃꯅꯥꯛꯇꯥ ꯂꯦꯞꯂꯝꯃꯤ꯫ ꯃꯅꯥꯛ ꯅꯛꯄꯗꯥ ꯊꯥꯎꯃꯩ ꯑꯃꯥ ꯃꯩ ꯊꯥꯔꯝꯃꯤ꯫ ꯍꯨꯔꯥꯟꯕꯥ ꯑꯗꯨꯅꯥ ꯃꯁꯥꯕꯨ ꯑꯃꯝꯕꯥ ꯀꯥꯁꯤꯟ ꯑꯃꯗꯥ ꯂꯣꯠꯁꯤꯟꯈꯤ꯫ ꯃꯍꯥꯛ ꯑꯍꯜ ꯑꯣꯏꯔꯕꯥ ꯅꯨꯄꯤ ꯑꯗꯨ ꯇꯨꯝꯅꯕꯥ ꯉꯥꯏꯗꯨꯅꯥ ꯂꯩꯔꯝꯃꯤ꯫ ꯈꯔꯥꯒꯤ ꯇꯨꯡꯗꯥ ꯅꯨꯄꯤ ꯑꯗꯨꯅꯥ ꯈꯪꯂꯛꯈꯤ ꯃꯗꯨꯗꯤ ꯊꯥꯎꯃꯩꯒꯤ ꯃꯇꯨꯡꯗꯥ ꯀꯅꯥꯒꯨꯝꯕꯥ ꯑꯃꯅꯥ ꯂꯣꯠꯇꯨꯅꯥ ꯂꯩꯔꯤ꯫ ꯃꯍꯥꯛ ꯂꯥꯡꯇꯛꯅꯔꯝꯃꯤ ꯑꯗꯨꯕꯨ ꯃꯍꯥꯛ ꯂꯥꯎꯈꯤꯗꯦ꯫ ꯃꯗꯨꯒꯤ ꯃꯍꯨꯠꯇꯥ, ꯃꯍꯥꯛꯅꯥ ꯍꯨꯔꯥꯟꯕꯥ ꯑꯗꯨꯒꯤ ꯂꯩꯐꯝ ꯑꯗꯨ ꯈꯪꯗꯕꯥ ꯃꯑꯣꯡꯗꯥ ꯂꯩꯈꯤ꯫ ꯃꯍꯥꯛ ꯃꯈꯥ ꯇꯥꯅꯥ ꯇꯔꯦꯡ ꯂꯩꯈꯤ꯫ ꯂꯧꯁꯤꯡ ꯂꯩꯕꯤ ꯍꯅꯨꯕꯤꯁꯤꯡꯅ ꯑꯌꯥꯝꯕ ꯇꯔꯦꯡ ꯂꯩꯕꯤ ꯑꯁꯤ ꯇꯧꯅꯩ꯫ ꯑꯗꯨꯕꯨ ꯃꯍꯥꯛꯅꯥ ꯍꯨꯔꯥꯟꯕꯥ ꯑꯗꯨꯕꯨ ꯐꯥꯕꯒꯤ ꯊꯧꯔꯥꯡ ꯑꯃꯥ ꯈꯟꯈꯤ꯫ ꯈꯪꯍꯧꯗꯅꯥ ꯃꯍꯥꯛꯅꯥ ꯀꯧꯔꯛꯏ, "ꯏꯇꯥ-ꯊꯥꯎꯃꯩ! ꯏꯇꯥ-ꯊꯥꯎꯃꯩ!" ꯊꯥꯎꯃꯩꯗꯒꯤ ꯄꯥꯎꯈꯨꯝ ꯑꯃꯠꯇꯥ ꯐꯪꯗꯕꯅꯥ ꯃꯔꯝ ꯑꯣꯏꯗꯨꯅꯥ ꯃꯍꯥꯛꯅꯥ ꯃꯈꯥ ꯇꯥꯅꯥ ꯍꯥꯢꯔꯛꯏ, "ꯉꯁꯤ ꯅꯪꯅꯥ ꯄꯥꯎꯈꯨꯝ ꯄꯤꯗꯕꯥ ꯑꯁꯤ ꯑꯔꯥꯟꯕꯥ ꯋꯥꯐꯝꯅꯤ꯫ ꯅꯨꯃꯤꯠ ꯈꯨꯗꯤꯡꯒꯤ ꯑꯩꯈꯣꯢꯅꯥ ꯑꯃꯒꯥ ꯑꯃꯒꯥ ꯋꯥꯔꯤ ꯁꯥꯅꯩ꯫ ꯉꯁꯤ ꯀꯔꯤ ꯊꯣꯛꯈꯤꯕꯒꯦ? ꯅꯪꯅꯥ ꯇꯝꯕꯥ ꯉꯝꯗꯕꯅꯥ ꯃꯔꯝ ꯑꯣꯏꯗꯨꯅꯥ ꯄꯥꯎꯈꯨꯝ ꯄꯤꯗ꯭ꯔꯤꯕꯔꯥ? ꯅꯠꯔꯒ ꯉꯁꯤ ꯅꯨꯃꯤꯗꯥꯡꯋꯥꯏꯔꯝ ꯌꯨꯝꯗꯥ ꯂꯩꯔꯤꯕꯥ ꯑꯔꯣꯟꯕ ꯃꯤꯑꯣꯏ ꯑꯃꯥꯅ? ꯍꯨꯔꯥꯟꯕꯥ ꯑꯗꯨ ꯑꯉꯛꯄꯥ ꯐꯥꯎꯈꯤ꯫ ꯅꯨꯄꯤ ꯑꯗꯨꯅꯥ ꯌꯥꯝꯅꯥ ꯋꯥꯅꯥ ꯋꯥꯔꯤ ꯁꯥꯅꯔꯛꯏ, "ꯏꯇꯥ-ꯊꯥꯎꯃꯩ,ꯅꯪꯅꯥ ꯄꯥꯎꯈꯨꯝ ꯄꯤꯔꯛꯇ꯭ꯔꯕꯗꯤ ꯌꯨꯝꯗꯥ ꯑꯔꯣꯟꯕꯥ ꯃꯤꯑꯣꯏ ꯑꯃꯥ ꯂꯩ ꯍꯥꯢꯕꯅꯤ꯫ ꯍꯨꯔꯥꯟꯕꯅꯥ ꯌꯥꯝꯅꯥ ꯂꯨꯅꯥ ꯈꯪꯈꯤ, "ꯑꯉꯛꯄꯥ ꯋꯥꯐꯝ ꯑꯃꯥ ꯑꯣꯢꯅ"꯫